ꯑꯣꯟꯂꯥꯏꯟ ꯀ꯭ꯂꯥꯁꯁꯤꯡꯒꯤ ꯀꯥꯟꯅꯕꯁꯤꯡ ꯑꯃꯁꯨꯡ ꯀꯥꯟꯅꯕꯁꯤꯡꯒꯤ ꯃꯇꯥꯡꯗꯥ ꯋꯥꯔꯤ ꯁꯥꯕꯥ ꯑꯣꯄꯤꯅꯤꯌꯟ ꯑꯥꯔꯇꯤꯀꯦꯜ ꯑꯃꯥ ꯁꯦꯝꯃꯨ꯫ ꯑꯣꯟ ꯂꯥꯏꯟ ꯀ꯭ꯂꯥꯁꯁꯤꯡ ꯑꯁꯤ ꯃꯇꯝ ꯈꯔꯒꯤ ꯑꯣꯏꯅꯥ ꯂꯩꯔꯛꯂꯤ, ꯑꯗꯨꯕꯨ ꯍꯧꯈꯤꯕꯥ ꯆꯍꯤ ꯈꯔꯁꯤꯗꯥ ꯃꯈꯣꯏꯒꯤ ꯃꯤꯌꯥꯝꯅꯥ ꯄꯥꯝꯅꯕꯥ ꯑꯁꯤ ꯌꯥꯝꯅꯥ ꯍꯦꯟꯒꯠꯂꯦ, ꯃꯁꯤꯒꯤ ꯃꯔꯝꯗꯤ ꯑꯦꯖꯨꯀꯦꯁꯅꯦꯜ ꯏꯟꯁꯇꯤꯠꯌꯨꯁꯟ ꯀꯌꯥꯅꯥ ꯚꯔꯆꯨꯑꯦꯜ ꯂꯔꯅꯤꯡꯗꯥ ꯍꯣꯡꯗꯣꯛꯄꯥ ꯉꯝꯍꯟꯈꯤꯕꯥ ꯐꯤꯚꯝꯁꯤꯡ ꯑꯁꯤꯅꯥ ꯃꯔꯝ ꯑꯣꯏꯗꯨꯅꯥ ꯑꯣꯏꯈꯤ꯫ ꯃꯍꯩꯔꯣꯏ ꯑꯃꯁꯨꯡ ꯑꯣꯖꯥ ꯀꯌꯥꯅꯥ ꯇꯝꯕꯒꯤ ꯃꯑꯣꯡ ꯑꯁꯤꯒꯥ ꯆꯨꯁꯤꯟꯅꯔꯛꯄꯥ ꯃꯇꯝꯗꯥ, ꯑꯇꯣꯞꯄꯁꯤꯡꯅꯥ ꯍꯧꯖꯤꯛꯁꯨ ꯃꯈꯣꯏꯒꯤ ꯔꯤꯗꯝ ꯊꯤꯕꯥ ꯉꯝꯗꯅꯥ ꯂꯩꯔꯤ꯫ ꯃꯐꯝ ꯑꯁꯤꯗꯥ ꯑꯩꯈꯣꯏꯅꯥ ꯑꯣꯟꯂꯥꯏꯟ ꯀ꯭ꯂꯥꯁꯀꯤ ꯀꯥꯟꯅꯕꯁꯤꯡ ꯑꯃꯁꯨꯡ ꯀꯥꯟꯅꯕꯁꯤꯡꯒꯤ ꯃꯇꯥꯡꯗꯥ ꯈꯟꯒꯅꯤ꯫ ꯀꯥꯟꯅꯕꯁꯤꯡ: ꯑꯣꯅꯂꯥꯏꯟ ꯀ꯭ꯂꯥꯁꯀꯤ ꯃꯇꯥꯡꯗꯥ ꯋꯥꯐꯝ ꯊꯝꯂꯕꯗꯤ ꯈꯨꯗꯣꯡꯆꯥꯕꯥ ꯑꯁꯤ ꯑꯆꯧꯕꯥ ꯀꯥꯟꯅꯕꯥ ꯑꯃꯅꯤ꯫ ꯍꯥꯏꯔꯤꯕꯥ ꯀ꯭ꯂꯥꯁꯁꯤꯡ ꯑꯁꯤꯅꯥ ꯃꯍꯩꯔꯣꯏꯁꯤꯡꯅꯥ ꯃꯐꯝ ꯑꯃꯠꯇꯗꯥ ꯃꯇꯝ ꯑꯃꯠꯇꯗꯥ ꯀꯣꯔꯁꯀꯤ ꯃꯆꯥꯛꯁꯤꯡ ꯑꯦꯛꯁꯦꯁ ꯇꯧꯕꯥ ꯌꯥꯍꯜꯂꯤ꯫ ꯃꯁꯤꯒꯤ ꯐ꯭ꯂꯦꯛꯁꯤꯕꯤꯂꯤꯇꯤ ꯑꯁꯤꯅꯥ ꯃꯍꯩꯔꯣꯏꯁꯤꯡꯅꯥ ꯃꯈꯣꯏꯒꯤ ꯁ꯭ꯇꯗꯤꯁꯤꯡ ꯑꯗꯨ ꯊꯕꯛ, ꯏꯃꯨꯡ-ꯃꯅꯨꯡ ꯅꯠꯇ꯭ꯔꯒꯥ ꯑꯇꯣꯞꯄꯥ ꯀꯃꯤꯠꯃꯦꯟꯇꯁꯤꯡꯒꯥ ꯂꯣꯏꯅꯅꯥ ꯖꯨꯒꯜ ꯇꯧꯕꯥ ꯌꯥꯏ ꯍꯥꯏꯕꯅꯤ꯫ ꯔꯦꯀꯣꯔꯗ ꯇꯧꯔꯕꯥ ꯂꯦꯛꯆꯔꯁꯤꯡ ꯑꯃꯁꯨꯡ ꯑꯣꯟꯂꯥꯏꯟ ꯁ꯭ꯇꯗꯤ ꯃꯦꯇꯔꯤꯑꯦꯜꯁꯤꯡꯒꯥ ꯂꯣꯏꯅꯅꯥ ꯃꯍꯩꯔꯣꯏꯁꯤꯡꯅꯥ ꯑꯀꯛꯅꯕꯥ ꯃꯇꯝ ꯑꯃꯗꯥ ꯌꯥꯎꯕꯥ ꯉꯝꯗ꯭ꯔꯕꯗꯤ ꯀ꯭ꯂꯥꯁ ꯑꯃꯥ ꯌꯥꯎꯗꯕꯒꯤ ꯋꯥꯈꯜ ꯋꯥꯕꯥ ꯃꯊꯧ ꯇꯥꯗꯦ꯫ ꯑꯇꯣꯞꯄꯥ ꯀꯥꯟꯅꯕꯗꯤ ꯑꯣꯟꯂꯥꯏꯟ ꯀ꯭ꯂꯥꯁꯁꯤꯡꯗꯥ ꯃꯍꯧꯁꯥꯅꯥ ꯐꯤꯖꯤꯀꯦꯜ ꯁ꯭ꯇꯔꯦꯟ ꯍꯦꯟꯅꯥ ꯌꯥꯎꯏ꯫ ꯃꯍꯩꯔꯣꯏꯁꯤꯡꯅꯥ ꯃꯈꯣꯏꯒꯤ ꯀ꯭ꯂꯥꯁꯁꯤꯡꯗꯥ ꯁꯔꯨꯛ ꯌꯥꯅꯕꯒꯤꯗꯃꯛ ꯗ꯭ꯔꯦꯁ ꯀꯣꯗꯁꯤꯡ ꯉꯥꯛꯅꯥ ꯆꯠꯄꯥ, ꯑꯀꯟꯕꯥ ꯕꯦꯛꯄꯦꯛꯁꯤꯡ ꯄꯨꯕꯥ ꯅꯠꯇ꯭ꯔꯒꯥ ꯑꯀꯟꯕꯥ ꯅꯣꯡꯖꯨꯒꯤ ꯐꯤꯚꯝꯗꯥ ꯆꯠꯄꯒꯤ ꯃꯇꯥꯡꯗꯥ ꯋꯥꯈꯜ ꯋꯥꯕꯥ ꯃꯊꯧ ꯇꯥꯗꯦ꯫ ꯑꯣꯟꯂꯥꯏꯟ ꯀ꯭ꯂꯥꯁꯁꯤꯡ ꯃꯁꯤꯅꯥ ꯃꯍꯩꯔꯣꯏ ꯑꯃꯅꯥ ꯃꯁꯥꯒꯤ ꯃꯇꯝꯗꯥ ꯀꯣꯔꯁꯀꯤ ꯃꯆꯥꯛꯁꯤꯡꯒꯥ ꯂꯣꯏꯅꯅꯥ ꯋꯥꯔꯤ ꯁꯥꯅꯕꯁꯨ ꯌꯥꯍꯜꯂꯤ, ꯃꯗꯨꯅꯥ ꯃꯈꯣꯏꯗꯥ ꯃꯁꯥꯒꯤ ꯈꯣꯡꯖꯦꯜꯗꯥ ꯇꯝꯅꯕꯒꯤ ꯅꯤꯡꯇꯝꯕꯥ ꯄꯤꯔꯤ꯫ ꯃꯁꯤ ꯃꯔꯨꯑꯣꯏꯅꯥ ꯇ꯭ꯔꯦꯗꯤꯁꯅꯦꯜ ꯀ꯭ꯂꯥꯁꯔꯨꯝꯒꯤ ꯇꯝꯕꯤꯕꯒꯤ ꯃꯑꯣꯡꯁꯤꯡꯒꯤ ꯈꯣꯡꯖꯦꯜꯒꯥ ꯂꯣꯏꯅꯅꯥ ꯆꯠꯃꯤꯟꯅꯕꯗꯥ ꯑꯋꯥꯕꯥ ꯃꯥꯌꯣꯛꯅꯔꯤꯕꯥ ꯃꯍꯩꯔꯣꯏꯁꯤꯡꯒꯤꯗꯃꯛꯇꯗꯤ ꯌꯥꯝꯅꯥ ꯃꯔꯨꯑꯣꯏ꯫ ꯀꯥꯟꯅꯕꯁꯤꯡ: ꯑꯣꯟꯂꯥꯏꯟ ꯀ꯭ꯂꯥꯁꯁꯤꯡꯗꯥ ꯃꯍꯩꯔꯣꯏ ꯈꯔꯗꯥ ꯑꯋꯥꯕꯥ ꯄꯤꯕꯥ ꯌꯥꯕꯥ ꯃꯁꯥꯒꯤ ꯑꯣꯏꯖꯕꯥ ꯊꯤꯕꯒꯤ ꯊꯥꯛ ꯑꯃꯥ ꯃꯊꯧ ꯇꯥꯏ꯫ ꯏꯁ꯭ꯠꯔꯀꯆꯔꯦꯜ ꯀ꯭ꯂꯥꯁꯔꯨꯝ ꯁꯦꯇꯤꯡ ꯑꯃꯥ ꯂꯩꯇꯕꯅꯥ ꯃꯍꯩꯔꯣꯏꯁꯤꯡꯅꯥ ꯂꯦꯛꯆꯔꯁꯤꯡꯗꯥ ꯁꯔꯨꯛ ꯌꯥꯕꯥ, ꯃꯈꯣꯏꯒꯤ ꯑꯦꯁꯥꯏꯟꯃꯦꯟꯇꯁꯤꯡꯒꯥ ꯂꯣꯏꯅꯅꯥ ꯆꯠꯃꯤꯟꯅꯕꯥ ꯑꯃꯁꯨꯡ ꯀꯣꯔꯁꯀꯤ ꯃꯆꯥꯛꯁꯤꯡꯒꯥ ꯂꯣꯏꯅꯅꯥ ꯆꯠꯃꯤꯟꯅꯕꯒꯤ ꯊꯧꯗꯥꯡ ꯂꯧꯕꯥ ꯃꯊꯧ ꯇꯥꯏ ꯍꯥꯏꯕꯅꯤ꯫ ꯑꯣꯟꯂꯥꯏꯟ ꯀ꯭ꯂꯥꯁꯀꯤ ꯑꯋꯥꯕꯥ ꯑꯃꯗꯤ ꯁꯣꯁꯤꯑꯦꯜ ꯏꯟꯇꯔꯦꯛꯁꯟ ꯂꯩꯇꯕꯅꯤ꯫ ꯇ꯭ꯔꯦꯗꯤꯁꯅꯦꯜ ꯀ꯭ꯂꯥꯁꯔꯨꯝ ꯁꯦꯇꯤꯡ ꯑꯃꯗꯥ ꯄꯥꯡꯊꯣꯛꯄꯥ ꯅꯨꯃꯤꯠ ꯈꯨꯗꯤꯡꯒꯤ ꯋꯥꯔꯤ-ꯋꯥꯇꯥꯏ ꯁꯥꯕꯥ, ꯀꯥꯡꯂꯨꯄꯀꯤ ꯄ꯭ꯔꯣꯖꯦꯛꯇꯁꯤꯡ ꯑꯃꯁꯨꯡ ꯈꯟꯅ-ꯅꯩꯅꯕꯥ ꯑꯁꯤꯅꯥ ꯃꯍꯩꯔꯣꯏꯁꯤꯡꯗꯥ ꯇꯉꯥꯏꯐꯗꯕꯥ ꯏꯟꯇꯔꯄꯔꯁꯣꯅꯦꯜ ꯁ꯭ꯀꯤꯜꯁꯤꯡ ꯁꯦꯝꯒꯠꯄꯗꯥ ꯃꯇꯦꯡ ꯄꯥꯡꯏ꯫ ꯂꯤꯃꯤꯇꯦꯗ ꯐꯦꯁ-ꯇꯨ-ꯐꯦꯁ ꯏꯟꯇꯔꯦꯛꯁꯟ ꯑꯁꯤꯅꯥ ꯑꯣꯖꯥꯁꯤꯡꯅꯥ ꯃꯈꯣꯏꯒꯤ ꯃꯍꯩꯔꯣꯏꯁꯤꯡꯒꯥ ꯑꯆꯦꯠꯄꯥ ꯃꯔꯤ ꯁꯦꯝꯒꯠꯄꯗꯁꯨ ꯑꯋꯥꯕꯥ ꯑꯣꯏꯍꯟꯕꯥ ꯌꯥꯏ꯫ ꯇꯦꯛꯅꯤꯀꯦꯜꯒꯤ ꯑꯣꯏꯕꯥ ꯋꯥꯐꯝꯁꯤꯡꯅꯥ ꯃꯍꯩꯔꯣꯏ ꯑꯃꯒꯤ ꯇꯝꯅꯕꯒꯤ ꯑꯦꯛꯁꯄꯔꯤꯌꯦꯟꯁꯇꯥ ꯌꯥꯝꯅꯥ ꯁꯥꯊꯤꯅꯥ ꯑꯀꯥꯏꯕꯥ ꯄꯤꯕꯁꯨ ꯌꯥꯏ꯫ ꯇꯞꯅꯥ ꯇꯞꯅꯥ ꯏꯟꯇꯔꯅꯦꯠ ꯀꯅꯦꯛꯁꯟꯁꯤꯡ, ꯃꯇꯝ ꯂꯣꯏꯔꯕꯥ ꯀꯝꯄꯌꯨꯇꯔꯁꯤꯡ, ꯑꯃꯁꯨꯡ ꯁꯣꯐꯇꯋꯥꯌꯔꯒꯤ ꯏꯁꯨꯁꯤꯡ ꯑꯁꯤꯅꯥ ꯂꯦꯛꯆꯔꯁꯤꯡ ꯃꯥꯡꯈꯤꯕꯥ ꯑꯃꯁꯨꯡ ꯀꯣꯔꯁꯀꯤ ꯃꯆꯥꯛꯁꯤꯡ ꯐꯪꯕꯗꯥ ꯑꯋꯥꯕꯥ ꯊꯣꯛꯍꯟꯕꯥ ꯌꯥꯏ꯫ ꯂꯣꯏꯁꯤꯜꯂꯛꯄꯗꯥ, ꯑꯣꯟꯂꯥꯏꯟ ꯀ꯭ꯂꯥꯁꯁꯤꯡꯒꯤ ꯃꯈꯣꯏꯒꯤ ꯀꯥꯟꯅꯕꯥ ꯑꯃꯁꯨꯡ ꯑꯋꯥꯠꯄꯥ ꯂꯩ꯫ ꯃꯈꯣꯏꯅꯥ ꯈꯨꯗꯣꯡꯆꯥꯕꯥ ꯑꯃꯁꯨꯡ ꯐ꯭ꯂꯦꯛꯁꯤꯕꯤꯂꯤꯇꯤ ꯄꯤꯔꯕꯁꯨ, ꯃꯈꯣꯏ ꯑꯁꯤ ꯑꯥꯏꯁꯣꯂꯦꯠ ꯇꯧꯕꯁꯨ ꯌꯥꯏ ꯑꯃꯁꯨꯡ ꯃꯁꯥꯅꯥ ꯃꯁꯥꯕꯨ ꯊꯥꯖꯖꯕꯥ ꯌꯥꯝꯅꯥ ꯃꯊꯧ ꯇꯥꯏ꯫ ꯄꯣꯠ ꯄꯨꯝꯅꯃꯛꯒꯨꯝꯅꯥ, ꯑꯣꯟꯂꯥꯏꯟ ꯀ꯭ꯂꯥꯁꯁꯤꯡ ꯑꯁꯤ ꯅꯍꯥꯛꯀꯤꯗꯃꯛꯇꯥ ꯆꯨꯝꯃꯤ ꯍꯥꯏꯅꯥ ꯋꯥꯔꯦꯞ ꯂꯧꯗ꯭ꯔꯤꯉꯩꯗꯥ ꯄ꯭ꯔꯣꯁ ꯑꯃꯁꯨꯡ ꯀꯣꯟꯁ ꯑꯗꯨ ꯌꯦꯡꯁꯤꯟꯕꯥ ꯑꯁꯤ ꯌꯥꯝꯅꯥ ꯃꯔꯨꯑꯣꯏ꯫